ꯏꯟꯐꯣꯔꯃꯦꯁꯟ ꯇꯦꯛꯅꯣꯂꯣꯖꯤ ꯍꯔꯕꯥꯔ꯭ꯗ ꯁꯦꯟꯇꯔ ꯐꯣꯔ ꯑꯜꯇ꯭ꯔꯀꯣꯜ꯭ꯗ ꯑꯦꯇꯦꯝꯁꯅ ꯆꯍꯤ ꯇꯔꯥꯒꯤ ꯈꯨꯖꯤꯡꯗ ꯐꯣꯇꯣꯟ ꯏꯟꯇꯔꯦꯛꯁꯟꯒꯤ ꯃꯇꯥꯡꯗ ꯆꯥꯡꯌꯦꯡꯁꯤꯡ ꯄꯥꯡꯊꯣꯛꯈꯤ꯫ ꯐꯣꯇꯣꯟ ꯑꯃꯈꯛꯇꯃꯛ ꯑꯁꯤ ꯁꯣꯟꯊꯔꯕ ꯂꯦꯁꯔꯁꯤꯡ ꯑꯦꯕꯁꯣꯂꯨꯠ ꯖꯤꯔꯣꯒꯤ ꯃꯅꯥꯛꯇ ꯏꯪꯊꯍꯜꯂꯕ ꯔꯨꯕꯤꯗꯤꯌꯝ ꯀꯨꯡꯕ ꯂꯩꯆꯤꯜ ꯑꯃꯗ ꯀꯥꯞꯈꯤ꯫ ꯂꯩꯆꯤꯜ ꯑꯗꯨꯒꯤ ꯃꯅꯨꯡꯗ ꯐꯣꯇꯣꯟꯁꯤꯡꯅ ꯃꯩ ꯃꯥꯡꯈꯤ ꯑꯃꯁꯨꯡ ꯃꯦꯁ ꯍꯦꯟꯒꯠꯂꯛꯈꯤ꯫ ꯐꯤꯚꯝꯁꯤꯡ ꯑꯁꯤꯅ ꯐꯣꯇꯣꯟꯁꯤꯡꯕꯨ ꯑꯇꯣꯞꯄ ꯐꯣꯇꯣꯟꯁꯤꯡꯗ ꯆꯤꯡꯁꯤꯟꯕ ꯑꯃꯁꯨꯡ ꯄꯨꯟꯁꯤꯟꯕ ꯉꯝꯍꯟꯈꯤ ꯑꯃꯁꯨꯡ ꯂꯩꯆꯤꯜꯅ ꯃꯣꯂꯤꯀꯨꯜ ꯑꯣꯏꯅ ꯊꯥꯗꯣꯛꯈꯤ꯫ ꯄꯥꯎꯗꯝꯂꯤꯕ ꯃꯇꯨꯡ ꯏꯟꯅ ꯐꯣꯇꯣꯟ ꯖꯨꯔꯥꯁꯤꯡ ꯂꯤꯁꯤꯡ ꯑꯅꯤ ꯇꯔꯥꯍꯨꯝꯗꯣꯏꯗ ꯎꯕ ꯐꯪꯈꯤ ꯑꯃꯁꯨꯡ ꯂꯤꯁꯤꯡ ꯑꯅꯤ ꯇꯔꯥꯅꯤꯄꯥꯟꯗ ꯇ꯭ꯔꯤꯄ꯭ꯂꯦꯠꯁꯤꯡ ꯊꯦꯡꯅꯈꯤ꯫ ꯐꯤꯛꯁꯟ ꯁꯣꯂꯤꯗ ꯂꯥꯏꯠ ꯑꯁꯤ ꯊꯥꯕꯤ ꯃꯌꯨꯝ ꯁꯥꯕ ꯄꯣꯔꯇꯦꯜ ꯑꯃꯁꯨꯡ ꯑꯣꯚꯔꯋꯥꯆ ꯌꯥꯎꯅ ꯚꯤꯗꯤꯑꯣ ꯒꯦꯝꯒꯤ ꯐ꯭ꯔꯥꯟꯆꯥꯏꯖ ꯀꯌꯥꯗ ꯎꯕ ꯐꯪꯉꯤ꯫ ꯑꯣꯚꯔꯋꯥꯆ ꯋꯥꯈꯜꯅ ꯁꯥꯕ ꯕꯤꯁ꯭ꯀꯔ ꯀꯣꯔꯄꯣꯔꯦꯁꯟꯅ ꯑꯆꯣꯠꯄ ꯃꯩ ꯑꯁꯤ ꯁꯥꯁꯣꯟ ꯁꯥꯅꯕ ꯄꯣꯠ ꯑꯃ ꯑꯣꯏꯅ ꯁꯤꯖꯤꯟꯅꯩ꯫ ꯑꯆꯣꯠꯄ ꯃꯩ ꯑꯁꯤꯅ ꯃꯥꯡꯖꯤꯜ ꯊꯥꯔꯤꯕ ꯈꯨꯠꯂꯥꯏꯁꯤꯡꯒꯤ ꯌꯨꯝꯐꯝ ꯑꯣꯏ ꯑꯃꯁꯨꯡ ꯃꯈꯣꯏꯒꯤ ꯁꯤꯖꯤꯟꯅꯕ ꯌꯥꯕ ꯈꯨꯠꯂꯥꯏ ꯀꯌꯥ ꯑꯃ ꯍꯥꯏꯕꯗꯤ ꯍꯟꯗꯣꯛꯄ ꯌꯥꯕ ꯕ꯭ꯔꯤꯖꯁꯤꯡ ꯑꯁꯤꯅꯤ꯫ ꯇꯦꯂꯤꯚꯤꯖꯟꯒꯤ ꯊꯧꯔꯝ ꯁ꯭ꯇꯥꯔ ꯇ꯭ꯔꯦꯛ ꯁꯣꯂꯤꯗ ꯍꯣꯂꯣꯒ꯭ꯔꯥꯝ ꯀꯌꯥꯔꯛ ꯊꯣꯛꯏ꯫ ꯔꯦꯗ ꯗ꯭ꯋꯔꯐ ꯔꯤꯝꯃꯔꯒꯤ ꯁꯛꯇꯝ ꯑꯁꯤ ꯍꯥꯔ꯭ꯗ ꯂꯥꯏꯠ ꯗ꯭ꯔꯥꯏꯕ ꯑꯃ ꯐꯪꯂꯕ ꯍꯣꯂꯣꯒ꯭ꯔꯥꯝ ꯑꯃꯅꯤ ꯃꯁꯤꯅ ꯃꯍꯥꯛꯄꯨ ꯃꯌꯦꯛ ꯁꯦꯡꯕ ꯑꯣꯏꯍꯜꯂꯤ꯫ ꯑꯦꯅꯤꯃꯦꯠ ꯇꯧꯔꯕ ꯊꯧꯔꯝ ꯁ꯭ꯇꯤꯚꯦꯟ ꯌꯨꯅꯤꯚꯔꯁꯇ ꯃꯔꯨꯑꯣꯏꯕ ꯁꯛꯇꯝ ꯀꯌꯥ ꯑꯃꯥꯗꯤ ꯃꯩꯗꯒꯤ ꯁꯦꯝꯕ ꯐꯤꯖꯤꯀꯦꯜ ꯑꯣꯏꯕ ꯃꯑꯣꯡꯁꯤꯡ ꯂꯩꯕ ꯃꯈꯣꯏꯒꯤ ꯍꯛꯆꯥꯡꯒꯤ ꯑꯃꯠꯇ ꯉꯥꯏꯔꯕ ꯃꯆꯥꯛꯀꯤ ꯁꯔꯨꯛ ꯑꯃ ꯑꯣꯏꯅ ꯖꯦꯝꯁꯇꯣꯟ ꯑꯃꯒ ꯂꯣꯏꯅꯅ ꯂꯩꯕ ꯑꯦꯂꯤꯌꯟꯁꯤꯡꯅꯤ꯫ ꯗꯤꯇꯦꯛꯇꯤꯚ ꯀꯣꯃꯤꯛꯁ ꯀꯣꯃꯤꯛꯁꯀꯤ ꯒ꯭ꯔꯤꯟ ꯂꯦꯟꯇ꯭ꯔꯟꯗ ꯇꯣꯉꯥꯟ ꯇꯣꯉꯥꯟꯕ ꯂꯦꯟꯇ꯭ꯔꯟ ꯀꯣꯔꯄ꯭ꯁꯁꯤꯡꯅ ꯁꯣꯂꯤꯗ ꯂꯥꯏꯠꯀꯤ ꯀꯟꯁꯇ꯭ꯔꯛꯁꯤꯡ ꯁꯤꯖꯤꯟꯅꯩ꯫ ꯃꯥꯔꯚꯦꯜ ꯀꯣꯃꯤꯛꯁꯀꯤ ꯃꯒꯨꯟꯁꯤꯡꯗ ꯍꯥꯔ꯭ꯗ ꯂꯥꯏꯠ ꯑꯁꯤ ꯃꯑꯣꯡ ꯀꯌꯥꯗ ꯎꯕ ꯐꯪꯉꯤ꯫ ꯈꯨꯗꯝ ꯑꯣꯏꯅ ꯃꯤꯁ ꯃꯥꯔꯚꯦꯜꯅ ꯀꯣꯟꯀꯁꯤꯕ ꯐꯣꯔꯁ ꯄꯨꯊꯣꯛꯅꯕ ꯐꯣꯇꯣꯟ ꯕ꯭ꯂꯥꯁ꯭ꯠꯁꯤꯡ ꯁꯤꯖꯤꯟꯅꯩ꯫ ꯑꯦꯛꯁ-ꯃꯦꯟ ꯗꯦꯟꯖꯔ ꯔꯨꯝ ꯑꯁꯤꯅ ꯃꯁꯤꯒꯤ ꯁꯤꯃꯨꯂꯦꯁꯟꯁꯤꯡꯗ ꯍꯥꯔ꯭ꯗ ꯂꯥꯏꯠꯀꯤ ꯀꯟꯁꯇ꯭ꯔꯛꯁꯤꯡꯁꯨ ꯁꯤꯖꯤꯟꯅꯩ꯫